ꯀꯔꯤꯒꯤꯗꯃꯛꯇ ꯔꯤꯑꯦꯛꯇ ꯑꯁꯤ ꯌꯨꯖꯔ ꯏꯟꯇꯔꯐꯦꯁꯁꯤꯡ ꯁꯦꯝꯅꯕꯒꯤꯗꯃꯛ ꯃꯤꯌꯥꯝꯅ ꯄꯥꯝꯅꯕ ꯖꯥꯚꯥꯁꯀꯔꯤꯞꯇ ꯂꯥꯏꯕ꯭ꯔꯦꯔꯤ ꯑꯃ ꯑꯣꯏꯔꯤꯕꯅꯣ ꯍꯥꯏꯕꯗꯨ ꯁꯟꯗꯣꯛꯅ ꯇꯥꯛꯄꯤꯌꯨ꯫ ꯔꯤꯑꯦꯛꯇ ꯑꯁꯤ ꯌꯨꯖꯔ ꯏꯟꯇꯔꯐꯦꯁꯁꯤꯡ ꯁꯦꯝꯅꯕꯒꯤꯗꯃꯛ ꯃꯤꯌꯥꯝꯅ ꯄꯥꯝꯅꯕ ꯖꯥꯚꯥꯁꯀꯔꯤꯞꯇ ꯂꯥꯏꯕ꯭ꯔꯦꯔꯤ ꯑꯃꯅꯤ ꯃꯔꯝꯗꯤ ꯃꯁꯤꯅ ꯌꯨꯖꯔ ꯏꯟꯇꯔꯐꯦꯁꯁꯤꯡ ꯁꯦꯝꯕ ꯑꯃꯁꯨꯡ ꯃꯦꯅꯦꯖ ꯇꯧꯕꯒꯤ ꯇꯔꯦꯗꯤꯁꯅꯦꯜ ꯃꯦꯠꯗꯁꯤꯡꯗꯒꯤ ꯃꯔꯨꯑꯣꯏꯕ ꯀꯥꯟꯅꯕ ꯀꯌꯥ ꯑꯃ ꯄꯤꯔꯤ꯫ ꯃꯔꯝꯁꯤꯡ ꯑꯁꯤꯒꯤ ꯃꯅꯨꯡꯗ ꯃꯈꯥꯗ ꯄꯤꯔꯤꯕꯁꯤꯡꯁꯤ ꯌꯥꯎꯏ ꯔꯤꯑꯦꯛꯇꯀꯤ ꯚꯔꯆꯨꯑꯦꯜ ꯗꯣꯀꯨꯃꯦꯟ ꯑꯣꯕꯖꯦꯛ ꯃꯣꯗꯦꯜꯅ ꯌꯨꯖꯔ ꯏꯟꯇꯔꯐꯦꯁꯇ ꯊꯨꯅ ꯑꯃꯁꯨꯡ ꯍꯦꯟꯅ ꯏꯐꯤꯁꯤꯑꯦꯟ ꯑꯣꯏꯕ ꯑꯄꯗꯦꯠꯁꯤꯡ ꯄꯤꯕ ꯉꯝꯍꯜꯂꯤ꯫ ꯑꯍꯣꯡꯕ ꯂꯥꯛꯄ ꯃꯇꯝ ꯈꯨꯗꯤꯡꯗ ꯇ꯭ꯔꯤ ꯄꯨꯝꯅꯃꯛ ꯑꯄꯗꯦꯠ ꯇꯧꯕꯒꯤ ꯃꯍꯨꯠꯇ ꯔꯤꯑꯦꯛꯇꯅ ꯇꯁꯦꯡꯕ ꯑꯃꯁꯨꯡ ꯚꯔꯆꯨꯑꯦꯜ ꯑꯍꯣꯡꯕ ꯂꯥꯛꯄꯁꯤꯡ ꯆꯥꯡꯗꯝꯅꯩ ꯑꯃꯁꯨꯡ ꯈꯪꯗꯣꯛꯏ ꯑꯃꯁꯨꯡ ꯇꯁꯦꯡꯕ ꯍꯣꯡꯂꯛꯂꯤꯕ ꯀꯝꯄꯣꯅꯦꯟꯇ ꯈꯛꯇꯃꯛ ꯑꯄꯗꯦꯠ ꯇꯧꯏ ꯃꯁꯤꯅ ꯃꯔꯝ ꯑꯣꯏꯗꯨꯅ ꯌꯥꯡꯅ ꯔꯦꯟꯗꯔ ꯇꯧꯏ꯫ ꯔꯤꯑꯦꯛꯇꯅ ꯗꯤꯕꯦꯜꯄꯔꯁꯤꯡꯗ ꯑꯃꯨꯛ ꯍꯟꯅ ꯁꯤꯖꯤꯟꯅꯕ ꯌꯥꯕ ꯀꯝꯄꯣꯅꯦꯟꯇꯁꯤꯡ ꯁꯦꯝꯕ ꯌꯥꯍꯜꯂꯤ ꯃꯈꯣꯏꯁꯤꯡ ꯑꯁꯤ ꯑꯦꯞꯂꯤꯀꯦꯁꯟꯒꯤ ꯃꯅꯨꯡꯗ ꯇꯣꯉꯥꯟ ꯇꯣꯉꯥꯟꯕ ꯃꯐꯝꯁꯤꯡꯗ ꯁꯤꯖꯤꯟꯅꯕ ꯌꯥꯏ ꯃꯁꯤꯅ ꯃꯇꯝ ꯑꯃꯁꯨꯡ ꯍꯣꯠꯅꯕ ꯀꯌꯥ ꯀꯅꯕ ꯉꯝꯍꯜꯂꯤ꯫ ꯃꯁꯤꯅ ꯌꯥꯝꯅ ꯊꯨꯅ ꯗꯤꯕꯦꯂꯞ ꯇꯧꯕ ꯍꯦꯟꯅ ꯁꯦꯡꯅ ꯑꯃꯁꯨꯡ ꯍꯦꯟꯅ ꯄꯥꯕ ꯌꯥꯕ ꯀꯣꯗ ꯑꯃꯁꯨꯡ ꯍꯦꯟꯅ ꯂꯥꯏꯅ ꯂꯧꯁꯤꯟꯕ ꯑꯃꯁꯨꯡ ꯊꯕꯛ ꯇꯧꯕꯗ ꯂꯥꯏꯍꯜꯂꯤ꯫ ꯐ꯭ꯂꯛꯁ ꯑꯃꯁꯨꯡ ꯔꯦꯗꯛꯁ ꯔꯤꯑꯦꯛꯇꯅ ꯐ꯭ꯂꯛꯁ ꯅꯠꯇ꯭ꯔꯒ ꯔꯦꯗꯛꯁꯀꯥ ꯂꯣꯏꯅꯅ ꯐꯖꯅ ꯊꯕꯛ ꯇꯧꯏ ꯃꯈꯣꯏꯁꯤꯡ ꯑꯁꯤ ꯑꯦꯄꯂꯤꯀꯦꯁꯟ ꯑꯃꯒꯤ ꯃꯅꯨꯡꯗ ꯗꯦꯇꯥ ꯐꯂꯣ ꯃꯦꯅꯦꯖ ꯇꯧꯅꯕꯒꯤ ꯑꯥꯔꯀꯤꯇꯦꯀꯆꯔ ꯄꯦꯇꯔꯟꯁꯤꯡꯅꯤ꯫ ꯃꯈꯣꯏꯅ ꯀꯣꯗ ꯑꯁꯤ ꯍꯦꯟꯅ ꯑꯣꯔꯒꯅꯥꯏꯖ ꯑꯃꯁꯨꯡ ꯃꯣꯗꯌꯨꯂꯔ ꯑꯣꯏꯍꯟꯕꯗ ꯃꯇꯦꯡ ꯄꯥꯡꯏ ꯃꯁꯤꯅ ꯗꯤꯕꯦꯂꯞ ꯇꯧꯕ ꯇꯦꯁ ꯇꯧꯕ ꯑꯃꯁꯨꯡ ꯁꯦꯟꯅꯕꯗ ꯂꯥꯏꯍꯜꯂꯤ꯫ ꯀꯝꯌꯨꯅꯤꯇꯤ ꯑꯃꯁꯨꯡ ꯏꯀꯣꯁꯤꯁꯇꯦꯝ ꯔꯤꯑꯦꯛꯇ ꯗꯤꯕꯦꯜꯄꯔꯁꯤꯡꯒꯤ ꯑꯆꯧꯕ ꯑꯃꯁꯨꯡ ꯑꯦꯛꯇꯤꯞ ꯀꯝꯃꯤꯌꯨꯅꯤꯇꯤ ꯑꯃ ꯂꯩ ꯃꯁꯤꯅ ꯇꯥꯛꯄꯗꯤ ꯗꯤꯕꯦꯂꯞꯃꯦꯟꯇꯗ ꯃꯇꯦꯡ ꯄꯥꯡꯅꯕ ꯔꯤꯁꯣꯔꯁꯁꯤꯡ ꯈꯨꯠꯂꯥꯏꯁꯤꯡ ꯑꯃꯁꯨꯡ ꯂꯥꯏꯕꯔꯦꯔꯤꯁꯤꯡꯒꯤ ꯂꯟ